ꯑꯩꯍꯥꯛꯅ ꯋꯥꯔꯦꯞ ꯑꯁꯤ ꯀꯔꯝꯅꯥ ꯂꯥꯛꯈꯤꯕꯒꯦ ꯍꯥꯏꯕꯗꯨ ꯃꯈꯥꯗꯥ ꯄꯤꯔꯤ: ꯑꯍꯥꯟꯕꯗ, ꯑꯩꯍꯥꯛꯅ ꯄꯣꯏꯟꯇ ꯄꯦꯔꯥ ꯈꯨꯗꯤꯡꯃꯛꯀꯤ ꯃꯔꯛꯇ ꯆꯠꯂꯤꯕ ꯂꯥꯏꯟꯁꯤꯡꯒꯤ ꯁ꯭ꯂꯣꯞꯁꯤꯡ ꯑꯗꯨ ꯂꯦꯞꯊꯣꯛꯇꯨꯅ ꯃꯈꯣꯏꯒꯤ ꯅꯥꯀꯜꯁꯤꯡꯒꯤ ꯃꯒꯨꯟꯁꯤꯡ ꯑꯗꯨ ꯂꯦꯞꯈꯤ꯫ ꯃꯥꯏꯀꯩ ꯑꯅꯤꯒꯤ ꯁ꯭ꯂꯣꯞꯁꯤꯡ ꯑꯁꯤ ꯃꯥꯟꯅꯕ ꯑꯣꯏꯗꯕꯅ ꯑꯃꯁꯨꯡ ꯑꯇꯣꯞꯄꯥ ꯃꯥꯏꯀꯩ ꯑꯅꯤꯒꯤ ꯁ꯭ꯂꯣꯞꯁꯤꯡꯁꯨ ꯃꯥꯟꯅꯕ ꯑꯣꯏꯗꯕꯅ ꯃꯔꯝ ꯑꯣꯏꯗꯨꯅ ꯐꯤꯒꯔ ꯑꯁꯤ ꯄꯦꯔꯥꯂꯦꯂꯣꯒ꯭ꯔꯥꯝ, ꯔꯦꯛꯇꯟꯖꯜ ꯅꯠꯇꯔꯒ ꯁ꯭ꯀꯋꯥꯔ ꯑꯃꯅꯤ꯫ ꯃꯥꯏꯀꯩꯁꯤꯡ ꯑꯁꯤ ꯄꯦꯔꯥꯂꯥꯏꯖ ꯑꯣꯏ꯫ ꯀ꯭ꯋꯥꯗ꯭ꯔꯤꯂꯦꯇꯔꯦꯜ ꯑꯁꯤꯅ ꯄꯦꯔꯥꯂꯥꯏꯖ ꯑꯣꯏꯕ ꯁꯥꯏꯗ ꯄꯦꯔꯥ ꯑꯃꯥ ꯂꯩꯕꯅ ꯃꯁꯤ ꯇ꯭ꯔꯦꯄꯦꯖꯣꯏꯗ ꯑꯃꯅꯤ꯫ ꯔꯤꯆ ꯑꯣꯏꯕ ꯂꯩꯃꯥꯏꯒꯤ ꯀꯝꯄꯣꯖꯤꯁꯟ ꯑꯗꯨ ꯁꯟꯗꯣꯛꯅ ꯇꯥꯛꯄꯤꯌꯨ꯫ ꯃꯍꯩ-ꯃꯔꯣꯡ ꯊꯥꯕ ꯂꯩꯃꯥꯏ ꯍꯥꯏꯅ ꯈꯪꯅꯕ ꯔꯤꯆ ꯑꯣꯏꯕ ꯂꯩꯃꯥꯏ ꯑꯁꯤ ꯄꯥꯝꯕꯤꯁꯤꯡꯒꯤ ꯆꯥꯎꯈꯠꯄ ꯍꯦꯟꯒꯠꯍꯜꯂꯤꯕ ꯇꯣꯉꯥꯟ-ꯇꯣꯉꯥꯟꯕ ꯃꯆꯥꯛꯁꯤꯡꯅ ꯁꯦꯝꯕꯅꯤ꯫ ꯍꯥꯏꯔꯤꯕ ꯃꯆꯥꯛꯁꯤꯡ ꯑꯁꯤꯒꯤ ꯃꯅꯨꯡꯗ ꯃꯈꯥꯗ ꯄꯤꯔꯤꯕꯁꯤꯡ ꯑꯁꯤ ꯌꯥꯎꯔꯤ: ꯑꯣꯔꯒꯥꯅꯤꯛ ꯃꯦꯇꯔ: ꯑꯣꯔꯒꯥꯅꯤꯛ ꯃꯦꯇꯔ ꯑꯁꯤ ꯔꯤꯆ ꯑꯣꯏꯕ ꯂꯩꯃꯥꯏꯒꯤ ꯇꯉꯥꯏꯐꯗꯕ ꯀꯝꯄꯣꯅꯦꯟꯇ ꯑꯃꯅꯤ, ꯃꯔꯝꯗꯤ ꯃꯁꯤꯅ ꯂꯩꯃꯥꯏꯗ ꯇꯉꯥꯏꯐꯗꯕ ꯅ꯭ꯌꯨꯇꯔꯤꯑꯦꯟꯇꯁꯤꯡ ꯄꯤ ꯑꯃꯁꯨꯡ ꯃꯩꯁꯥ ꯊꯝꯗꯨꯅ ꯂꯩꯃꯥꯏꯒꯤ ꯃꯍꯩ-ꯃꯔꯣꯡ ꯐꯒꯠꯍꯜꯂꯤ꯫ ꯃꯤꯅꯔꯦꯜꯁꯤꯡ: ꯔꯤꯆ ꯑꯣꯏꯕ ꯂꯩꯃꯥꯏꯗ ꯇꯉꯥꯏꯐꯗꯕ ꯃꯤꯅꯔꯦꯜꯁꯤꯡ, ꯍꯥꯏꯕꯗꯤ ꯅꯥꯏꯇꯔꯣꯖꯦꯟ, ꯐꯣꯁꯐꯔꯁ, ꯑꯃꯁꯨꯡ ꯄꯣꯇꯥꯁꯤꯌꯝ ꯌꯥꯎꯏ, ꯃꯈꯣꯏ ꯑꯁꯤ ꯄꯥꯝꯕꯤ ꯆꯥꯎꯈꯠꯄꯗ ꯌꯥꯝꯅ ꯃꯔꯨꯑꯣꯏ꯫ ꯍꯥꯏꯔꯤꯕ ꯃꯤꯅꯔꯦꯜꯁꯤꯡ ꯑꯁꯤ ꯁꯤꯜ, ꯆꯦꯡ ꯑꯃꯁꯨꯡ ꯀ꯭ꯂꯦꯗꯒꯤ ꯂꯧꯊꯣꯛꯏ꯫ ꯂꯩꯍꯥꯎꯒꯤ ꯃꯑꯣꯡ-ꯃꯇꯧ: ꯑꯐꯕ ꯂꯩꯃꯥꯏꯒꯤ ꯃꯑꯣꯡ-ꯃꯇꯧ ꯑꯁꯤ ꯔꯤꯆ ꯑꯣꯏꯕ ꯂꯩꯃꯥꯏꯒꯤꯗꯃꯛ ꯌꯥꯝꯅ ꯃꯔꯨꯑꯣꯏ꯫ ꯃꯁꯤ ꯂꯩꯃꯥꯏꯗ ꯂꯩꯕ ꯆꯦꯡ, ꯂꯐꯣꯏ ꯑꯃꯁꯨꯡ ꯀ꯭ꯂꯦꯒꯤ ꯆꯥꯡ ꯑꯗꯨꯅ ꯂꯦꯞꯊꯣꯛꯏ, ꯃꯗꯨꯅ ꯃꯁꯤꯒꯤ ꯏꯁꯤꯡ ꯁꯣꯛꯄ ꯑꯃꯁꯨꯡ ꯊꯝꯕ ꯉꯝꯕꯒꯤ ꯃꯄꯥꯡꯒꯜ, ꯅꯨꯡꯁꯤꯠꯅ ꯆꯪꯁꯤꯟꯕ ꯌꯥꯍꯟꯕ, ꯑꯃꯁꯨꯡ ꯃꯔꯨꯝꯁꯤꯡꯅ ꯂꯩꯃꯥꯏꯗ ꯌꯥꯝꯅ ꯂꯥꯏꯅ ꯆꯪꯁꯤꯟꯕ ꯉꯝꯕꯒꯤ ꯃꯑꯣꯡ ꯑꯁꯤꯅ ꯁꯣꯛꯍꯜꯂꯤ꯫ ꯂꯩꯃꯥꯏꯒꯤ ꯁ꯭ꯇꯔꯛꯆꯔ: ꯌꯥꯝꯅ ꯐꯖꯅ ꯁꯦꯝ-ꯁꯥꯔꯕ ꯂꯩꯃꯥꯏꯗꯥ ꯑꯦꯌꯔ ꯄꯣꯀꯦꯠꯁꯤꯡ ꯑꯃꯁꯨꯡ ꯄꯣꯔꯣꯝ ꯁ꯭ꯄꯦꯁꯁꯤꯡ ꯌꯥꯎꯏ ꯃꯗꯨꯅ ꯂꯩꯃꯥꯏꯗ ꯅꯨꯡꯁꯤꯠ ꯑꯃꯁꯨꯡ ꯏꯁꯤꯡꯅ ꯆꯤꯡꯁꯤꯟꯕ ꯌꯥꯍꯜꯂꯤ, ꯃꯗꯨꯅ ꯃꯔꯨꯝ ꯀꯣꯛꯍꯟꯕ ꯉꯝꯍꯜꯂꯤ꯫ ꯃꯥꯏꯀꯔꯣꯑꯣꯔꯒꯥꯅꯤꯖꯝ: ꯂꯩꯃꯥꯏꯗ ꯀꯥꯟꯅꯕ ꯃꯥꯏꯀꯔꯣꯑꯣꯔꯒꯥꯅꯤꯖꯝꯁꯤꯡ, ꯈꯨꯗꯝ ꯑꯣꯏꯅ ꯕꯦꯛꯇꯦꯔꯤꯌꯥ ꯑꯃꯁꯨꯡ ꯐꯪꯒꯦꯜꯁꯤꯡ ꯂꯩꯕꯅ ꯑꯣꯔꯒꯥꯅꯤꯛ ꯃꯦꯇꯔꯤꯑꯦꯜꯁꯤꯡ ꯊꯨꯒꯥꯏꯕꯗ ꯃꯇꯦꯡ ꯄꯥꯡꯏ, ꯃꯁꯤꯅ ꯄꯥꯝꯕꯤꯁꯤꯡꯅ ꯁꯣꯛꯍꯟꯗꯅꯕ ꯇꯉꯥꯏꯐꯗꯕ ꯅ꯭ꯌꯨꯇꯔꯤꯑꯦꯟꯠꯁꯤꯡ ꯐ꯭ꯔꯤ ꯑꯣꯏꯍꯜꯂꯤ꯫ ꯍꯛꯆꯥꯡ ꯐꯅꯥ ꯂꯩꯅꯕ ꯄꯥꯝꯕꯤꯁꯤꯡ ꯍꯦꯟꯒꯠꯍꯅꯕꯗ ꯃꯇꯦꯡ ꯄꯥꯡꯕ ꯉꯝꯕ ꯏꯅꯥꯛ ꯈꯨꯜꯂꯕ ꯑꯃꯁꯨꯡ ꯃꯍꯩ-ꯃꯔꯣꯡ ꯊꯥꯕ ꯂꯩꯃꯥꯥ ꯁꯦꯝꯅꯕꯒꯤꯗꯃꯛ ꯃꯆꯥꯛ ꯄꯨꯝꯅꯃꯛ ꯑꯁꯤꯒꯤ ꯃꯇꯤꯛ ꯆꯥꯕ ꯕꯦꯂꯦꯟꯁ ꯑꯃꯥ ꯃꯊꯧ ꯇꯥꯏ꯫ ꯁꯦꯜꯒꯤ ꯁ꯭ꯋꯔ ꯍꯣꯟꯕꯒꯤ ꯁ꯭ꯇꯦꯖꯁꯤꯡ ꯈꯪꯗꯣꯛꯎ꯫ ꯁꯦꯜꯌꯨꯂꯔ ꯔꯦꯁ꯭ꯄꯤꯔꯦꯁꯟ ꯍꯥꯏꯕꯁꯤ ꯁꯦꯜꯁꯤꯡꯅ ꯆꯤꯟꯖꯥꯛ ꯑꯁꯤ ꯑꯦꯅꯔꯖꯤꯗꯥ ꯑꯣꯟꯊꯣꯛꯄꯒꯤ ꯃꯦꯇꯥꯕꯣꯂꯤꯛ ꯄ꯭ꯔꯣꯁꯦꯁ ꯑꯃꯅꯤ꯫ ꯃꯁꯤꯒꯤ ꯊꯧꯑꯣꯡ ꯑꯁꯤꯅꯥ ꯑꯦꯗ‌ꯦꯅ‌ꯣꯁꯤꯟ ꯇꯔꯥꯏꯐ‌ꯣꯁꯐ‌ꯦꯠꯒꯤ ꯃꯣꯂꯤꯀꯌꯨꯜ ꯑꯅꯤ ꯑꯃꯁꯨꯡ ꯅꯤꯀ‌ꯣꯇꯤꯟ ꯑꯦꯗ‌ꯦꯅꯥꯏꯟ ꯗꯥꯏꯅꯌꯨꯇꯥꯏꯠꯒꯤ ꯃꯣꯂꯤꯀꯌꯨꯜ ꯑꯅꯤꯒꯤ ꯅꯦꯠ ꯒꯌꯥꯟ ꯑꯃꯥ ꯄꯨꯊꯣꯛꯏ꯫